ꯆꯥꯠ ꯖꯦꯅꯦꯔꯦꯇꯤꯐ ꯄ꯭ꯔꯤ-ꯇ꯭ꯔꯦꯅꯤꯡ ꯇ꯭ꯔꯥꯟꯁꯐꯣꯔꯃꯔ ꯒꯤ ꯂꯃꯗꯣꯜ ꯑꯃꯅꯥ ꯃꯍꯧꯁꯥꯒꯤ ꯂꯣꯜ ꯂꯧꯁꯤꯅꯕꯗꯥ ꯀꯔꯝꯅꯥ ꯃꯇꯦꯡ ꯄꯥꯡꯒꯅꯤ?ꯆꯥꯠ ꯖꯦꯅꯦꯔꯦꯇꯤꯐ ꯄ꯭ꯔꯤ-ꯇ꯭ꯔꯦꯅꯤꯡ ꯇ꯭ꯔꯥꯟꯁꯐꯣꯔꯃꯔ ꯂꯣꯜ ꯃꯣꯗꯦꯜ ꯑꯁꯤ ꯃꯤꯑꯣꯏꯕꯒꯤ ꯂꯣꯜ ꯇꯝꯅꯕꯥ ꯑꯃꯁꯨꯡ ꯄ꯭ꯔꯣꯁꯦꯁ ꯇꯧꯅꯕꯥ ꯁꯦꯝꯈꯤꯕꯥ ꯑꯥꯔꯇꯤꯐꯤꯁꯤꯑꯦꯜ ꯏꯟꯇꯤꯂꯤꯖꯦꯟ꯭ꯁ ꯃꯈꯜ ꯑꯃꯅꯤ꯫ ꯃꯁꯤꯅꯥ ꯃꯍꯧꯁꯥꯒꯤ ꯂꯣꯜ ꯂꯧꯁꯤꯟꯕꯗꯥ ꯃꯑꯣꯡ ꯀꯌꯥꯗꯥ ꯃꯇꯦꯡ ꯄꯥꯡꯕꯥ ꯉꯝꯒꯅꯤ: ꯑꯍꯥꯟꯅꯕꯗꯥ, ꯖꯦꯅꯦꯔꯦꯇꯤꯐ ꯄ꯭ꯔꯤ-ꯇ꯭ꯔꯦꯅꯤꯡ ꯇ꯭ꯔꯥꯟꯁꯐꯣꯔꯃꯔ ꯒꯤ ꯃꯣꯗꯦꯜꯁꯤꯡ ꯑꯁꯤ ꯇꯦꯛ꯭ꯁ ꯗꯦꯇꯥꯒꯤ ꯑꯆꯧꯕꯥ ꯃꯁꯤꯡꯗꯥ ꯇ꯭ꯔꯦꯟ ꯇꯧꯏ, ꯃꯔꯝ ꯑꯗꯨꯅꯥ ꯃꯁꯤꯅꯥ ꯑꯀꯛꯅꯕꯥ ꯂꯣꯜ ꯑꯃꯗꯥ ꯋꯥꯍꯩ ꯑꯃꯁꯨꯡ ꯋꯥꯍꯩ ꯄꯔꯦꯡꯁꯤꯡꯒꯤ ꯃꯔꯛꯇꯥ ꯂꯩꯕꯥ ꯀꯃꯟ ꯑꯣꯏꯕꯥ ꯃꯑꯣꯡꯁꯤꯡ, ꯏꯇ꯭ꯔꯛꯆꯔꯁꯤꯡ, ꯑꯃꯁꯨꯡ ꯃꯔꯤꯁꯤꯡ ꯈꯡꯕꯥ ꯉꯝꯒꯅꯤ꯫ ꯃꯁꯤꯅꯥ ꯇꯦꯛ꯭ꯁ ꯏꯟꯄꯨꯠ ꯑꯃꯒꯤ ꯃꯇꯨꯡꯗꯥ ꯂꯩꯔꯤꯕꯥ ꯀꯟꯇꯦꯛ꯭ꯁ ꯑꯃꯁꯨꯡ ꯋꯍꯟꯊꯣꯛ ꯑꯗꯨ ꯈꯡꯕꯥ ꯉꯝꯍꯜꯂꯤ ꯑꯃꯁꯨꯡ ꯍꯦꯟꯅꯥ ꯑꯆꯨꯝꯕꯥ ꯄ꯭ꯔꯤꯗꯤꯛꯁꯟ ꯑꯃꯁꯨꯡ ꯔꯦꯁꯄꯣꯟ꯭ꯁꯁꯤꯡ ꯄꯤꯕꯥ ꯉꯝꯍꯜꯂꯤ꯫ ꯖꯦꯅꯦꯔꯦꯂꯤꯇꯤꯕ ꯄ꯭ꯔꯤ-ꯇ꯭ꯔꯦꯅꯤꯡ ꯇ꯭ꯔꯥꯟꯁꯐꯣꯔꯃꯔ ꯒꯤ ꯃꯣꯗꯦꯂꯁꯤꯡꯅꯥ ꯃꯤꯑꯣꯏꯕꯒꯥ ꯃꯥꯟꯅꯕꯥ ꯇꯦꯛ꯭꯭ꯁꯁꯨ ꯁꯦꯝꯒꯠꯄꯥ ꯌꯥꯏ, ꯃꯁꯤꯅꯥ ꯇꯦꯛꯁ ꯃꯄꯨꯡ ꯐꯥꯍꯟꯕꯥ, ꯁꯦꯝꯗꯣꯛꯄꯥ, ꯅꯠꯔꯒꯥ ꯍꯟꯗꯣꯛꯄꯥ ꯑꯁꯤꯒꯨꯝꯕꯥ ꯊꯕꯛꯁꯤꯡꯗꯥ ꯀꯥꯟꯅꯕꯥ ꯑꯣꯏꯕꯥ ꯌꯥꯏ꯫ ꯃꯁꯤꯅꯥ ꯍꯦꯟꯅꯥ ꯀꯣꯍꯔꯦꯟ ꯑꯃꯁꯨꯡ ꯐ꯭ꯂꯨꯏꯗ ꯔꯦꯁꯄꯣꯟ꯭ꯁ ꯄꯨꯊꯣꯛꯇꯨꯅꯥ ꯃꯍꯧꯁꯥꯒꯤ ꯂꯣꯂꯒꯤ ꯂꯧꯁꯤꯡ ꯐꯒꯠꯍꯅꯕꯥ ꯉꯃꯒꯅꯤ꯫ ꯖꯦꯅꯦꯔꯦꯇꯤꯕ ꯄ꯭ꯔꯤ-ꯇ꯭ꯔꯦꯅꯤꯡ ꯇ꯭ꯔꯥꯟꯁꯐꯣꯔꯃꯔ ꯒꯤ ꯃꯣꯗꯦꯜꯁꯤꯡꯅꯥ ꯁꯦꯟꯇꯤꯃꯦꯟꯇ ꯑꯦꯅꯥꯂꯥꯏꯁꯤꯁꯀꯨꯝꯕꯥ ꯊꯕꯛꯁꯤꯡꯗꯥ ꯃꯇꯦꯡ ꯄꯥꯡꯕꯥ ꯉꯝꯒꯅꯤ, ꯃꯐꯝ ꯑꯗꯨꯗꯥ ꯇꯦꯛ꯭ꯁꯇꯥ ꯐꯣꯡꯗꯣꯛꯂꯤꯕꯥ ꯇꯣꯟ ꯑꯃꯁꯨꯡ ꯏꯃꯣꯁꯟꯁꯤꯡ ꯑꯁꯤ ꯈꯡꯗꯣꯛꯄꯥ ꯑꯃꯁꯨꯡ ꯀꯦꯇꯦꯒꯣꯔꯥ꯭ꯖ ꯇꯧꯕꯥ ꯌꯥꯏ꯫ ꯃꯁꯤꯅꯥ ꯑꯄꯤꯕꯥ ꯍꯤꯔꯝ ꯅꯠꯔꯥꯒꯥ ꯐꯤꯚꯝ ꯑꯃꯗꯥ ꯃꯤꯌꯥꯝꯅꯥ ꯀꯔꯝꯅꯥ ꯐꯥꯎꯔꯤꯕꯒꯦ ꯅꯠꯔꯥꯒꯥ ꯀꯔꯝꯅꯥ ꯔꯤꯑꯦꯛꯇꯦꯠ ꯇꯧꯕꯒꯦ ꯍꯥꯌꯕꯒꯤ ꯃꯃꯜ ꯂꯩꯕꯥ ꯋꯥꯈꯜꯂꯣꯅꯁꯤꯡ ꯄꯤꯕꯥ ꯉꯝꯒꯅꯤ꯫ ꯖꯦꯅꯦꯔꯦꯇꯤꯕ ꯄ꯭ꯔꯤ-ꯇ꯭ꯔꯦꯅꯤꯡ ꯇ꯭ꯔꯥꯟꯁꯐꯣꯔꯃꯔ ꯒꯤ ꯃꯣꯗꯦꯂꯁꯤꯡꯅꯥ ꯋꯥꯍꯪꯒꯤ ꯄꯥꯎꯈꯨꯝ ꯄꯤꯕꯒꯨꯝꯕꯥ ꯊꯕꯛꯁꯤꯡꯗꯁꯨ ꯃꯇꯦꯡ ꯄꯥꯡꯕꯥ ꯌꯥꯏ, ꯃꯐꯝ ꯑꯗꯨꯗꯥ ꯃꯁꯤꯅꯥ ꯋꯥꯍꯪ ꯑꯃꯒꯤ ꯍꯤꯔꯝ ꯑꯗꯨ ꯈꯡꯕꯥ ꯉꯝꯒꯅꯤ ꯑꯃꯁꯨꯡ ꯃꯔꯤ ꯂꯩꯅꯕꯥ ꯑꯃꯁꯨꯡ ꯑꯆꯨꯝꯕꯥ ꯄꯥꯎꯈꯨꯃꯁꯤꯡ ꯄꯤꯕꯥ ꯉꯝꯒꯅꯤ꯫ ꯃꯁꯤꯅꯥ ꯃꯣꯗꯦꯜ ꯑꯁꯤꯅꯥ ꯌꯨꯖꯔ ꯑꯃꯒꯤ ꯋꯥꯍꯪꯁꯤꯡꯒꯤ ꯍꯦꯟꯅꯥ ꯑꯀꯨꯞꯄꯥ ꯑꯃꯁꯨꯡ ꯑꯀꯛꯅꯕꯥ ꯄꯥꯎꯈꯨꯃꯁꯤꯡ ꯄꯤꯕꯥ ꯉꯝꯍꯟꯗꯨꯅꯥ ꯃꯍꯧꯁꯥꯒꯤ ꯂꯣꯜꯒꯤ ꯂꯧꯁꯤꯡ ꯐꯒꯠꯍꯟꯕꯥ ꯉꯝꯒꯅꯤ꯫ ꯑꯄꯨꯟꯕꯥ ꯑꯣꯏꯅꯥ, ꯖꯦꯅꯦꯔꯦꯇꯤꯕ ꯄ꯭ꯔꯤ-ꯇ꯭ꯔꯦꯅꯤꯡ ꯇ꯭ꯔꯥꯟꯁꯐꯣꯔꯃꯔ ꯒꯤ ꯂꯣꯜ ꯃꯣꯗꯦꯂꯁꯤꯡꯅꯥ ꯂꯣꯜ ꯑꯃꯒꯤ ꯅꯨꯡꯉꯥꯏꯕꯁꯤꯡ ꯇꯝꯕꯥ ꯑꯃꯁꯨꯡ ꯄ꯭ꯔꯣꯁꯦꯁ ꯇꯧꯗꯨꯅꯥ, ꯀꯣꯍꯔꯤ ꯑꯃꯁꯨꯡ ꯐ꯭ꯂꯨꯑꯦꯟꯇꯦꯠ ꯇꯦꯛꯁ ꯖꯦꯅꯦꯔꯦꯠ ꯇꯧꯗꯨꯅꯥ, ꯁꯦꯟꯇꯤꯃꯦꯟꯇ ꯈꯉꯗꯣꯛꯇꯨꯅꯥ, ꯑꯃꯁꯨꯡ ꯋꯥꯍꯪꯁꯤꯡꯒꯤ ꯄꯥꯎꯈꯨꯝ ꯄꯤꯗꯨꯅꯥ ꯃꯍꯧꯁꯥꯒꯤ ꯂꯣꯜ ꯂꯧꯁꯤꯟꯕꯗꯥ ꯃꯇꯦꯡ ꯄꯥꯡꯕꯥ ꯉꯃꯒꯅꯤ꯫ ꯍꯥꯏꯔꯤꯕꯥ ꯇꯧꯕꯥ ꯉꯝꯕꯁꯤꯡ ꯑꯁꯤꯅꯥ ꯑꯩꯈꯣꯌꯒꯤ ꯀꯝꯄ꯭ꯌꯨꯇꯔ ꯑꯃꯁꯨꯡ ꯑꯥꯔꯇꯤꯐꯤꯁꯤꯑꯦꯜ ꯏꯟꯇꯦꯂꯤꯖꯦꯟꯁꯀꯥ ꯍꯦꯟꯅꯥ ꯃꯍꯧꯁꯥꯒꯤ ꯑꯣꯏꯕꯥ ꯑꯃꯁꯨꯡ ꯋꯥꯈꯜ ꯂꯧꯁꯤꯡ ꯂꯩꯕꯥ ꯃꯑꯣꯡꯗꯥ ꯄꯥꯎ ꯐꯥꯑꯣꯅꯕꯥ ꯑꯃꯁꯨꯡ ꯋꯥꯔꯤ ꯁꯥꯅꯕꯥ ꯉꯝꯕꯒꯤ ꯊꯧꯅꯥ ꯍꯦꯟꯒꯠꯍꯅꯕꯥ ꯉꯝꯒꯅꯤ꯫ ꯍꯦꯟꯅꯥ ꯀꯝꯄꯤꯇꯤꯇꯤꯕ ꯑꯣꯏꯅꯕꯒꯤ ꯄꯥꯝꯕꯩ ꯑꯃꯥ ꯑꯣꯏꯅꯥ ꯀꯝꯄꯦꯅꯤꯁꯤꯡꯅꯥ ꯑꯥꯔꯇꯤꯐꯤꯁꯤꯑꯦꯜ ꯏꯟꯇꯤꯂꯤꯖꯦꯟ꯭ꯁ ꯑꯃꯁꯨꯡ ꯗꯦꯇꯥ ꯑꯦꯅꯥꯂꯥꯏꯇꯤꯛ꯭ꯁꯇꯥ ꯁꯦꯜ ꯊꯥꯗꯔꯤ꯫